ꯋꯥꯈꯜꯂꯣꯟꯁꯤꯡꯒꯤꯗꯃꯛ ꯈꯪꯅꯩ꯫ ꯃꯍꯥꯛ ꯈꯨꯠꯅ ꯁꯥꯕ ꯂꯨꯆꯤꯡꯕ ꯑꯃ ꯑꯣꯏꯅ ꯃꯤꯡꯆꯠ ꯂꯩꯔꯤ, ꯃꯍꯥꯛꯀꯤ ꯀꯝꯄꯦꯅꯤꯁꯤꯡꯒꯤ ꯄꯣꯠꯊꯣꯛꯁꯤꯡ ꯑꯃꯁꯨꯡ ꯁꯔꯕꯤꯁꯁꯤꯡꯒꯤ ꯇꯦꯛꯅꯤꯀꯦꯜꯒꯤ ꯑꯀꯨꯞꯄ ꯃꯔꯣꯜꯁꯤꯡꯗ ꯌꯥꯝꯅ ꯊꯋꯥꯏ ꯌꯥꯎꯏ꯫ ꯃꯁ꯭ꯛ ꯑꯁꯤ ꯃꯍꯥꯛꯀꯤ ꯑꯟꯀꯟꯚꯦꯅꯁꯅꯦꯜ ꯀꯝꯃ꯭ꯌꯨꯅꯤꯀꯦꯁꯟ ꯁ꯭ꯇꯥꯏꯜꯒꯤꯗꯃꯛꯇꯁꯨ ꯈꯪꯅꯩ, ꯑꯌꯥꯝꯕꯅ ꯁꯣꯁꯤꯌꯦꯜ ꯃꯤꯗꯤꯌꯥꯗ ꯂꯥꯎꯊꯣꯛꯄ ꯑꯃꯁꯨꯡ ꯊꯧꯅ ꯐꯕꯥ ꯑꯃꯁꯨꯡ ꯊꯧꯅ ꯐꯕꯥ ꯂꯣꯜ ꯁꯤꯖꯤꯟꯅꯩ꯫ ꯃꯥꯏꯀꯩ ꯑꯃꯔꯣꯝꯗ ꯕꯦꯖꯣꯁ ꯑꯁꯤ ꯑꯦꯃꯥꯖꯣꯟꯒꯤ ꯂꯤꯡꯈꯠꯄ ꯑꯃꯁꯨꯡ ꯍꯥꯟꯅꯒꯤ ꯆꯤꯐ ꯑꯦꯖꯦꯀ꯭ꯌꯨꯇꯤꯐ ꯑꯣꯐꯤꯁꯥꯔ ꯅꯤ ꯑꯃꯁꯨꯡ ꯃꯍꯥꯛꯅ ꯀꯁ꯭ꯇꯃꯔꯁꯤꯡꯒꯤ ꯅꯨꯡꯉꯥꯏꯕ ꯑꯃꯁꯨꯡ ꯃꯇꯝ ꯁꯥꯡꯅ ꯆꯥꯎꯈꯠꯄꯗꯥ ꯌꯥꯝꯅ ꯃꯤꯠꯌꯦꯡ ꯊꯝꯕꯒꯤꯗꯃꯛ ꯈꯪꯅꯩ꯫ ꯃꯍꯥꯠꯄꯨ ꯗꯦꯇꯥꯅ ꯊꯧꯕ ꯂꯨꯆꯤꯡꯕ ꯑꯃ ꯑꯣꯏꯅ ꯄꯥꯛ ꯁꯟꯅ ꯂꯧꯅꯩ, ꯃꯍꯥꯛꯀꯤ ꯋꯥꯔꯦꯞ ꯀꯌꯥ ꯑꯁꯤ ꯏꯟꯇ꯭ꯌꯨꯏꯇꯤꯒꯤ ꯃꯍꯨꯠꯇ ꯀ꯭ꯋꯥꯟꯇꯤꯇꯦꯇꯤꯕ ꯑꯦꯅꯥꯂꯥꯏꯁꯤꯁꯇ ꯌꯨꯝꯐꯝ ꯑꯣꯏ꯫ ꯕꯦꯖꯣꯁ ꯑꯁꯤ ꯔꯤꯁ꯭ꯛ-ꯃꯦꯅꯦꯖꯃꯦꯟꯇꯀꯤ ꯃꯇꯥꯡꯗ ꯃꯍꯥꯛꯀꯤ ꯃꯦꯊꯣꯗꯤꯀꯦꯜ ꯑꯦꯄ꯭ꯔꯣꯆꯀꯤꯗꯃꯛꯇꯁꯨ ꯈꯪꯅꯩ, ꯃꯍꯥꯛꯅ ꯋꯥꯔꯦꯞ ꯑꯃꯍꯦꯛꯇꯒꯤ ꯑꯣꯏꯊꯣꯛꯄ ꯌꯥꯕ ꯔꯤꯁ꯭ꯛ ꯑꯃꯁꯨꯡ ꯃꯅꯥꯁꯤꯡ ꯑꯗꯨ ꯆꯦꯛꯁꯤꯟꯅ ꯌꯦꯡꯁꯤꯜꯂꯤ꯫ ꯃꯈꯣꯏꯒꯤ ꯁ꯭ꯇꯥꯏꯂꯤꯁ꯭ꯇꯤꯛ ꯈꯦꯠꯅꯕ ꯂꯩꯔꯕꯁꯨ ꯃꯁ꯭ꯛ ꯑꯃꯁꯨꯡ ꯕꯦꯖꯣꯁ ꯑꯅꯤꯃꯛꯅ ꯃꯈꯣꯏꯒꯤ ꯀꯝꯄꯦꯅꯤꯁꯤꯡꯒꯤ ꯈꯨꯠꯊꯥꯡꯗ ꯑꯆꯧꯕ ꯃꯥꯏꯄꯥꯛꯄ ꯑꯃ ꯄꯨꯔꯛꯄ ꯉꯝꯂꯦ꯫ ꯑꯅꯤꯃꯛꯅ ꯑꯅꯧꯕ ꯄꯨꯊꯣꯛꯄ, ꯑꯅꯧꯕ ꯀꯩꯊꯦꯜ ꯁꯦꯝꯒꯠꯄ, ꯑꯃꯁꯨꯡ ꯍꯧꯖꯤꯛ ꯂꯩꯔꯤꯕ ꯏꯟꯗꯁꯇ꯭ꯔꯤꯁꯤꯡꯗ ꯑꯀꯥꯏꯕ ꯄꯤꯕꯒꯤ ꯃꯈꯣꯏꯒꯤ ꯇꯧꯕ ꯉꯝꯕꯁꯤꯡ ꯑꯗꯨ ꯄ꯭ꯔꯃꯥꯟ ꯇꯧꯔꯦ꯫ ꯑꯗꯨꯝ ꯑꯣꯏꯅꯃꯛ, ꯃꯈꯣꯏꯒꯤ ꯂꯨꯆꯤꯡꯕꯒꯤ ꯊꯧꯑꯣꯡꯁꯤꯡ ꯑꯁꯤ ꯈꯦꯠꯅꯩ, ꯃꯁ꯭ꯛ ꯑꯁꯤ ꯍꯦꯟꯅ ꯊꯧꯅ ꯂꯩꯕ ꯃꯤꯠꯌꯦꯡ ꯊꯝꯕ ꯃꯤꯁꯛ ꯑꯃꯅꯤ, ꯑꯗꯨꯒ ꯕꯦꯖꯣꯁꯅꯥ ꯍꯦꯟꯅ ꯃꯦꯊꯣꯗꯤꯀꯦꯜ ꯑꯣꯏꯕ ꯑꯃꯁꯨꯡ ꯗꯦꯇꯥꯗ ꯌꯨꯝꯐꯝ ꯑꯣꯏꯕ ꯃꯤꯑꯣꯏ ꯑꯃꯅꯤ꯫ ꯑꯔꯣꯏꯕꯗ ꯃꯈꯣꯏꯒꯤ ꯀꯟꯇꯔꯥꯁ꯭ꯇꯤꯡ ꯁ꯭ꯇꯥꯏꯜꯁꯤꯡ ꯑꯁꯤꯅ ꯇꯦꯛ ꯏꯟꯗꯁꯇ꯭ꯔꯤꯗꯥ ꯃꯥꯏ ꯄꯥꯛꯄꯒꯤ ꯇꯣꯉꯥꯟ ꯇꯣꯉꯥꯟꯕ ꯂꯝꯕꯤ ꯀꯌꯥ ꯎꯠꯂꯤ꯫ ꯐꯥꯔꯦꯟꯍꯥꯏꯠ - ꯐꯣꯔ ꯍꯟꯗ꯭ꯔꯦꯠ ꯐꯤꯐꯇꯤ ꯋꯥꯟ ꯂꯥꯏꯔꯤꯛ ꯑꯁꯤꯗ ꯁꯤꯖꯤꯟꯅꯔꯤꯕ ꯇꯣꯟ ꯑꯗꯨ ꯐꯣꯡꯗꯣꯛꯄꯤꯌꯨ꯫ ꯐꯥꯔꯦꯟꯍꯥꯏꯠ - ꯐꯣꯔ ꯍꯟꯗ꯭ꯔꯦꯠ ꯐꯤꯐꯇꯤ ꯋꯥꯟ ꯗꯥ ꯌꯥꯎꯔꯤꯕ ꯈꯣꯟꯖꯦꯜ ꯃꯇꯝ ꯈꯔꯗꯗꯤ ꯔꯤꯐ꯭ꯂꯦꯛꯇꯤꯕ ꯑꯃꯁꯨꯡ ꯏꯟꯇꯔꯣꯁ꯭ꯄꯦꯛꯇꯤꯕ ꯑꯣꯏꯕꯁꯨ ꯌꯥꯏ, ꯃꯔꯝꯗꯤ ꯃꯤꯑꯣꯏꯁꯤꯡꯅ ꯃꯈꯣꯏꯅ ꯍꯤꯡꯂꯤꯕ ꯈꯨꯟꯅꯥꯏ ꯑꯗꯨꯗ ꯑꯃꯁꯨꯡ ꯃꯗꯨꯒꯤ ꯃꯅꯨꯡꯗ ꯃꯈꯣꯏꯒꯤ ꯃꯐꯝ ꯑꯗꯨꯗ ꯋꯥꯍꯪ ꯍꯪꯂꯤ꯫ ꯃꯁꯤꯒꯤ ꯃꯊꯛꯇ, ꯁꯔꯀꯥꯔꯒꯤ ꯀꯟꯇꯔꯣꯜ ꯊꯨꯒꯥꯏꯕꯒꯤ ꯐꯜꯁꯤꯡꯒ ꯂꯣꯏꯅꯅꯥ ꯃꯤꯑꯣꯏꯁꯤꯡꯅ ꯊꯦꯡꯅꯔꯛꯄꯗꯒꯤ ꯈꯣꯟꯖꯦꯜ ꯑꯁꯤ ꯈꯨꯗꯛꯀꯤ ꯑꯣꯏꯕ ꯑꯃꯁꯨꯡ ꯌꯥꯝꯅ ꯁꯥꯊꯤꯕ ꯑꯣꯏꯕ ꯌꯥꯏ꯫ ꯑꯄꯨꯟꯕ ꯑꯣꯏꯅ, ꯐꯥꯔꯦꯟꯍꯥꯏꯠ ꯆꯥꯝꯔꯤ ꯌꯥꯡꯈꯩ ꯃꯥꯊꯣꯏ ꯗꯥ ꯁꯤꯖꯤꯟꯅꯔꯤꯕꯥ ꯈꯣꯟꯖꯦꯜ ꯑꯁꯤꯅ ꯈꯨꯟꯅꯥꯏꯒꯤ ꯑꯀꯟꯕ ꯐꯤꯚꯝ ꯑꯃꯁꯨꯡ ꯃꯈꯣꯏꯒꯤ ꯃꯤꯑꯣꯠ-ꯃꯤꯅꯩꯒꯤ ꯐꯤꯚꯝꯁꯤꯡꯒꯤ ꯃꯇꯥꯡꯗ ꯆꯦꯛꯔꯦꯇꯔꯁꯤꯡꯅ ꯍꯦꯟꯅ ꯈꯪꯕ ꯍꯦꯟꯒꯠꯂꯛꯄ ꯑꯗꯨ ꯎꯠꯂꯤ꯫